ꯃꯁꯤ ꯔꯥꯝꯒꯤ ꯃꯆꯥꯅꯨꯄꯥꯁꯤꯡ, ꯐꯥꯏꯕꯣꯛ ꯂꯥꯚꯥ ꯑꯃꯁꯨꯡ ꯀꯨꯁꯇ ꯇꯝꯕꯤꯈꯤꯕ ꯔꯤꯁꯤ ꯕꯥꯜꯃꯤꯀꯤꯅ ꯁꯪꯁ꯭ꯀ꯭ꯔꯤꯠꯇ ꯁꯩꯔꯥꯡꯈꯤꯕꯅꯤ꯫ ꯃꯔꯨꯑꯣꯏꯕ ꯋꯥꯔꯤ ꯑꯁꯤ ꯀꯣꯅꯨꯡꯒꯤ ꯂꯩꯉꯥꯛꯂꯣꯟ ꯑꯃꯁꯨꯡ ꯐꯠꯇꯕ ꯐꯨꯔꯨꯞꯁꯤꯡꯒ ꯂꯥꯟꯊꯦꯡꯅꯕꯒꯤ ꯃꯇꯥꯡꯗ ꯑꯣꯏꯔꯕꯁꯨ ꯋꯥꯔꯤ ꯑꯁꯤ ꯐꯤꯂꯣꯁꯣꯐꯤ, ꯆꯠꯅ ꯀꯥꯡꯂꯣꯟ ꯑꯃꯁꯨꯡ ꯊꯧꯗꯥꯡꯒꯤ ꯃꯇꯥꯡꯗ ꯏꯕ ꯋꯥꯔꯣꯜꯁꯤꯡꯒ ꯃꯔꯤ ꯂꯩꯅꯩ꯫ ꯑꯇꯣꯞꯄ ꯚꯥꯔꯠꯀꯤ ꯏꯄꯤꯛ ꯃꯍꯥꯚꯥꯔꯠꯇ ꯁꯛꯇꯝꯁꯤꯡ ꯑꯗꯨ ꯃꯈꯣꯏꯒꯤ ꯃꯤꯑꯣꯏꯕꯒꯤ ꯑꯉꯝꯕ ꯑꯃꯁꯨꯡ ꯃꯥꯏꯊꯤꯕ ꯄꯨꯝꯅꯃꯛꯀ ꯂꯣꯏꯅꯅ ꯎꯠꯂꯕꯁꯨ ꯔꯥꯃꯥꯌꯟ ꯑꯁꯤꯅ ꯑꯐꯕ ꯐꯤꯚꯝ ꯑꯃꯒꯤ ꯃꯥꯏꯀꯩꯗ ꯍꯦꯟꯅ ꯆꯪꯁꯤꯜꯂꯤ꯫ ꯔꯥꯝ ꯑꯁꯤ ꯑꯐꯕ ꯃꯆꯥꯅꯨꯄꯥ ꯑꯃꯁꯨꯡ ꯅꯤꯡꯊꯧꯅꯤ, ꯁꯤꯇꯥꯅ ꯃꯇꯤꯛ ꯆꯥꯕ ꯅꯨꯄꯤꯅꯤ, ꯍꯅꯨꯃꯥꯟꯅ ꯑꯐꯕ ꯚꯛꯇꯅꯤ, ꯂꯛ꯭ꯁꯃꯟ ꯑꯃꯁꯨꯡ ꯚꯥꯔꯠꯅ ꯑꯐꯕ ꯃꯆꯤꯟ-ꯃꯅꯥꯎꯁꯤꯡꯅꯤ꯫ ꯑꯔꯥꯕꯟ , ꯐꯠꯇꯕ ꯚꯤꯂꯤꯌꯟ ꯐꯥꯎꯕ ꯃꯄꯨꯡ ꯐꯥꯅ ꯅꯨꯡꯉꯥꯏꯇꯕ ꯅꯠꯇꯦ꯫ ꯑꯌꯣꯙ꯭ꯌꯥꯒꯤ ꯅꯤꯡꯊꯧ ꯗꯁꯔꯊꯀꯤ ꯃꯆꯥ ꯑꯃꯠꯇ ꯂꯩꯈꯤꯗꯦ꯫ ꯃꯔꯝ ꯑꯗꯨꯅ ꯃꯍꯥꯛꯅ ꯄꯨꯇ꯭ꯔ-ꯀꯃꯦꯁ꯭ꯇꯤ ꯀꯠꯊꯣꯛꯄꯒꯤ ꯊꯧꯔꯥꯡ ꯇꯧꯈꯤ (ꯄꯨꯇ꯭ꯔ ꯃꯆꯥꯅꯨꯄꯥ, ꯀꯃꯦꯁ꯭ꯇꯤ ꯑꯄꯥꯝꯕ ꯑꯗꯨ)꯫ ꯀꯠꯊꯣꯛꯈꯤꯕ ꯃꯇꯝꯗ, ꯑꯒꯅꯤ (ꯃꯩꯒꯤ ꯂꯥꯏ) ꯃꯩ ꯑꯗꯨꯗꯒꯤ ꯊꯣꯔꯛꯈꯤ ꯑꯃꯁꯨꯡ ꯅꯤꯡꯊꯧ ꯑꯗꯨꯗ ꯃꯅꯤꯇꯅ ꯊꯜꯂꯕ ꯁꯅꯥꯒꯤ ꯂꯩꯇꯦꯡ ꯑꯃ ꯄꯤꯈꯤ꯫ "ꯃꯁꯤ ꯅꯍꯥꯛꯀꯤ ꯃꯍꯥꯔꯥꯅꯤꯁꯤꯡꯗ ꯄꯤꯌꯨ"ꯍꯥꯏꯅ ꯂꯥꯏ ꯑꯗꯨꯅ ꯍꯥꯏꯈꯤ ꯑꯃꯁꯨꯡ ꯃꯥꯡꯈꯤ꯫ ꯅꯤꯡꯊꯧ ꯑꯗꯨꯒꯤ ꯅꯨꯄꯤ ꯑꯍꯨꯝ ꯂꯩꯈꯤ꯫ ꯈ꯭ꯋꯥꯏꯗꯒꯤ ꯑꯍꯜꯗ ꯅꯤꯡꯊꯧꯅ ꯅꯤꯛꯇꯥꯔꯒꯤ ꯁꯔꯨꯛ ꯇꯪꯈꯥꯏ ꯑꯃ ꯄꯤꯈꯤ ꯑꯅꯤꯁꯨꯕ ꯃꯍꯥꯔꯥꯅꯤ ꯑꯗꯨꯅ ꯃꯍꯥꯔꯥꯅꯤꯅ ꯃꯍꯥꯛꯀꯤ ꯇꯪꯈꯥꯏ ꯑꯗꯨ ꯊꯛꯈꯤꯕ ꯃꯇꯝꯗ ꯂꯦꯝꯍꯧꯔꯤꯕ ꯁꯔꯨꯛ ꯑꯃ ꯐꯪꯈꯤ꯫ ꯈ꯭ꯋꯥꯏꯗꯒꯤ ꯅꯍꯥ ꯑꯣꯏꯔꯤꯕ ꯃꯍꯥꯔꯥꯅꯤꯗ ꯅꯤꯡꯊꯧꯅ ꯂꯦꯝꯍꯧꯔꯤꯕ ꯅꯤꯛꯇꯥꯔꯒꯤ ꯁꯔꯨꯛ ꯑꯗꯨ ꯄꯤꯈꯤ ꯑꯃꯁꯨꯡ ꯑꯃꯨꯛ ꯍꯟꯅ ꯑꯅꯤꯁꯨꯕ ꯃꯍꯥꯔꯥꯅꯤꯅ ꯂꯦꯝꯍꯧꯔꯤꯕ ꯁꯔꯨꯛ ꯑꯗꯨ ꯐꯪꯈꯤ꯫ ꯃꯇꯝꯒꯤ ꯃꯇꯨꯡ ꯏꯟꯅ ꯃꯍꯥꯔꯥꯅꯤꯁꯤꯡꯅ ꯃꯆꯥꯅꯨꯄꯥꯁꯤꯡ ꯄꯣꯛꯈꯤ꯫ ꯈ꯭ꯋꯥꯏꯗꯒꯤ ꯑꯍꯜꯅ ꯔꯥꯝ ꯄꯣꯛꯈꯤ, ꯈ꯭ꯋꯥꯏꯗꯒꯤ ꯑꯇꯣꯟꯕ ꯑꯗꯨꯅ ꯚꯥꯔꯠ ꯄꯣꯛꯈꯤ, ꯑꯃꯁꯨꯡ ꯑꯅꯤꯁꯨꯕ ꯃꯍꯥꯔꯥꯅꯤꯗ ꯐꯥꯏꯕꯣꯛ ꯂꯛ꯭ꯁꯃꯟ ꯑꯃꯁꯨꯡ ꯁꯇ꯭ꯔꯨꯙꯅ ꯄꯣꯛꯈꯤ꯫ ꯁꯤꯇꯥꯒ ꯂꯨꯍꯣꯡꯅꯕ ꯅꯤꯡꯊꯧꯃꯆꯥꯁꯤꯡ ꯑꯗꯨ ꯈꯔ ꯆꯥꯎꯔꯛꯄ ꯃꯇꯝꯗ ꯔꯤꯁꯤ ꯕꯤꯁ꯭ꯋꯥꯃꯤꯇ꯭ꯔꯅ ꯗꯁꯔꯊꯛꯀꯤ ꯋꯥꯌꯦꯜꯁꯪꯗ ꯌꯧꯔꯛꯈꯤ ꯑꯃꯁꯨꯡ ꯔꯥꯝ ꯑꯃꯁꯨꯡ ꯂꯛ꯭ꯁꯃꯟꯕꯨ ꯃꯍꯥꯛꯀꯤ ꯑꯥꯁ꯭ꯔꯝꯗ ꯂꯩꯕ ꯃꯤꯑꯣꯏꯁꯤꯡꯕꯨ ꯏ ꯑꯃꯁꯨꯡ ꯁꯔꯨꯅ ꯀꯠꯊꯣꯛꯇꯨꯅ ꯑꯃꯁꯨꯡ ꯃꯈꯣꯏꯕꯨ ꯍꯥꯠꯇꯨꯅ ꯃꯍꯥꯛꯀꯤ ꯂꯝꯕꯣꯏꯕ ꯑꯗꯨꯗꯒꯤ ꯅꯥꯟꯊꯣꯛꯄꯗ ꯃꯇꯦꯡ ꯄꯥꯡꯅꯕ ꯃꯍꯥꯛꯄꯨ "ꯄꯤꯕꯤꯌꯨ" ꯍꯥꯏꯅ ꯍꯥꯏꯈꯤ꯫ ꯅꯤꯡꯊꯧꯃꯆꯥ ꯑꯅꯤꯅ ꯑꯥꯁ꯭ꯔꯝ ꯑꯗꯨ ꯐꯠꯇꯕ ꯂꯥꯏꯁꯤꯡꯗꯒꯤ ꯃꯥꯏ ꯄꯥꯛꯅ ꯀꯣꯛꯊꯣꯛꯂꯕ ꯃꯇꯨꯡꯗ ꯔꯤꯁꯤ ꯑꯗꯨꯅ ꯃꯈꯣꯏꯕꯨ ꯌꯨꯝꯂꯣꯟꯅꯔꯤꯕ ꯃꯤꯊꯤꯂꯥꯒꯤ ꯅꯤꯡꯊꯧ ꯂꯩꯕꯥꯛꯇ ꯄꯨꯗꯨꯅ ꯃꯥꯂꯦꯝꯗꯒꯤ ꯄꯣꯛꯈꯤꯕ ꯃꯤꯊꯤꯂꯥ ꯅꯤꯡꯊꯧ ꯃꯆꯥꯅꯨꯄꯤ ꯁꯤꯇꯥꯒꯤ ꯁ꯭ꯋꯥꯌꯝꯚꯔ ꯀꯨꯝꯍꯩꯁꯤꯡ ꯎꯠꯈꯤ꯫ ꯂꯩꯕꯥꯛ ꯑꯗꯨꯒꯤ ꯅꯤꯡꯊꯧꯅ ꯁꯤꯇꯥꯕꯨ ꯃꯍꯥꯛꯀꯤ ꯃꯆꯥꯅꯨꯄꯤ ꯑꯣꯏꯅ ꯌꯣꯛꯈꯤ ꯑꯃꯁꯨꯡ ꯁꯤꯇꯥꯅ ꯆꯥꯎꯔꯛꯂꯕ ꯃꯇꯨꯡꯗ ꯃꯍꯥꯛꯅ ꯃꯍꯥꯛꯄꯨ ꯁꯤꯕꯒꯤ ꯑꯆꯧꯕ ꯂꯤꯔꯨꯡ ꯑꯗꯨ ꯃꯔꯤ ꯍꯥꯞꯄ ꯉꯝꯕ ꯃꯤꯑꯣꯏ ꯑꯃꯍꯦꯛꯇꯗ ꯂꯨꯍꯣꯡꯒꯅꯤ ꯍꯥꯏꯅ ꯂꯥꯎꯊꯣꯛꯈꯤ꯫ ꯀꯅꯥꯒꯨꯝꯕ ꯑꯃꯠꯇꯅ ꯉꯝꯈꯤꯗꯦ꯫ ꯅꯤꯡꯊꯧꯁꯤꯡ, ꯅꯤꯡꯊꯧꯃꯆꯥꯁꯤꯡ ꯑꯃꯁꯨꯡ ꯃꯤꯆꯝ ꯀꯌꯥꯅ ꯍꯣꯠꯅꯈꯤ ꯑꯃꯁꯨꯡ ꯃꯥꯏ ꯄꯥꯛꯈꯤꯗꯦ꯫ ꯁ꯭ꯋꯥꯌꯝꯚꯔ ꯑꯁꯤ ꯍꯧꯖꯤꯛ ꯊꯥ ꯀꯌꯥ ꯆꯨꯞꯅ ꯆꯠꯊꯔꯝꯃꯤ ꯑꯃꯁꯨꯡ ꯂꯤꯔꯨꯡ ꯑꯗꯨ ꯍꯧꯖꯤꯛꯁꯨ ꯃꯔꯤ ꯂꯩꯇꯅ ꯂꯩꯔꯤ꯫ ꯔꯤꯁꯤ ꯕꯤꯁ꯭ꯋꯥꯃꯤꯇ꯭ꯔꯅ ꯑꯌꯣꯙ꯭ꯌꯥꯒꯤ ꯅꯤꯡꯊꯧꯃꯆꯥ ꯑꯅꯤ ꯄꯨꯔꯛꯈꯤꯕꯗꯨ ꯃꯐꯝ ꯑꯁꯤꯗꯅꯤ꯫ ꯔꯥꯝ ꯑꯃꯁꯨꯡ ꯂꯛ꯭ꯁꯃꯟ ꯑꯦꯁꯦꯝꯕ꯭ꯂꯤ ꯍꯣꯜ ꯑꯗꯨꯗ ꯆꯪꯈꯤ ꯃꯐꯝ ꯑꯗꯨꯗ ꯂꯤꯔꯨꯡ ꯑꯗꯨ ꯃꯁꯥꯒꯤ ꯏꯀꯥꯏꯈꯨꯝꯅꯕ ꯄꯨꯝꯅꯃꯛꯇ ꯎꯠꯈꯤ꯫ ꯔꯥꯝꯅ ꯆꯠꯈꯤ, ꯂꯤꯔꯨꯡ ꯑꯗꯨ ꯂꯧꯈꯠꯈꯤ, ꯃꯗꯨꯕꯨ ꯀꯛꯊꯠꯈꯤ, ꯑꯃꯁꯨꯡ ꯂꯤꯔꯨꯡꯒꯤ ꯃꯔꯤ ꯑꯗꯨ ꯑꯁꯨꯛꯀꯤ ꯃꯇꯤꯛ ꯆꯥꯅ ꯂꯧꯊꯣꯛꯈꯤ ꯃꯗꯨꯅ ꯃꯇꯝ ꯑꯃꯇꯗ ꯊꯧꯗꯣꯛ ꯑꯅꯤ ꯊꯣꯛꯈꯤ꯫ꯇꯋꯥꯡ ꯑꯗꯨ ꯃꯥꯏꯜ ꯀꯌꯥ ꯑꯀꯣꯏꯕꯗ ꯇꯥꯈꯤ, ꯑꯃꯁꯨꯡ ꯃꯗꯨꯒꯤ ꯁꯥꯐꯨꯅ ꯂꯤꯔꯨꯡ ꯑꯗꯨ ꯌꯥꯝꯅ ꯆꯥꯎꯕ ꯈꯣꯟꯖꯦꯜꯒ ꯂꯣꯏꯅꯅ ꯑꯅꯤ ꯊꯣꯛꯅ ꯈꯥꯏꯗꯣꯛꯈꯤ ꯃꯗꯨꯅ ꯅꯤꯡꯊꯧ ꯑꯃꯁꯨꯡ ꯃꯍꯥꯛꯀꯤ ꯀꯣꯅꯨꯡꯒꯤ ꯃꯤꯑꯣꯏꯁꯤꯡꯅ ꯃꯈꯣꯏꯒꯤ ꯀꯥꯗꯒꯤ ꯆꯦꯟꯗꯨꯅ ꯈꯣꯡꯖꯦꯜ ꯑꯗꯨ ꯀꯔꯤꯒꯤꯅꯣ ꯍꯥꯏꯕꯗꯨ ꯌꯦꯡꯅꯕ ꯂꯥꯛꯈꯤ꯫ ꯆꯃꯝꯅꯕ ꯑꯗꯨ ꯂꯣꯏꯁꯤꯟꯈꯤꯕ ꯃꯇꯝꯗ ꯔꯥꯝꯅ ꯁꯤꯇꯥꯒ ꯂꯨꯍꯣꯡꯈꯤ꯫